ꯑꯥꯔꯇꯤꯐꯤꯁꯤꯑꯦꯜ ꯏꯟꯇꯦꯂꯤꯖꯦꯟꯁꯀꯤ ꯋꯥꯈꯜꯂꯣꯟ ꯑꯁꯤ ꯏꯆꯝ ꯆꯝꯕꯥ ꯋꯥꯍꯩꯁꯤꯡꯗꯥ ꯁꯟꯗꯣꯛꯅꯥ ꯇꯥꯛꯄꯤꯌꯨ꯫ ꯑꯥꯔꯇꯤꯐꯤꯁꯤꯑꯦꯜ ꯏꯟꯇꯦꯂꯤꯖꯦꯟꯁ, ꯑꯌꯥꯝꯕꯅꯥ ꯊꯣꯏꯗꯣꯛꯅꯥ ꯑꯥꯔꯇꯤꯐꯤꯁꯤꯑꯦꯜ ꯏꯟꯇꯦꯂꯤꯖꯦꯟꯁ ꯍꯥꯏꯅꯥ ꯀꯧꯕꯥ ꯑꯁꯤ ꯃꯍꯧꯁꯥꯅꯥ ꯃꯤꯑꯣꯏꯕꯒꯤ ꯏꯟꯇꯦꯂꯤꯖꯦꯟꯁ ꯃꯊꯧ ꯇꯥꯕꯥ ꯊꯕꯛꯁꯤꯡ ꯄꯥꯡꯊꯣꯛꯄꯥ ꯉꯝꯕꯥ ꯀꯝꯄ꯭ꯌꯨꯇꯔ ꯁꯣꯞꯋꯦꯌꯔ ꯑꯃꯁꯨꯡ ꯁꯤꯁꯇꯦꯝꯁꯤꯡ ꯁꯦꯝꯒꯠꯄꯅꯤ꯫ ꯃꯁꯤꯗꯥ ꯇꯝꯕꯥ, ꯄ꯭ꯔꯣꯕ꯭ꯂꯦꯝ ꯁꯣꯜꯕ ꯇꯧꯕꯥ, ꯂꯣꯜ ꯂꯧꯁꯤꯟꯕꯥ ꯑꯃꯁꯨꯡ ꯄ꯭ꯔꯣꯁꯦꯁ ꯇꯧꯕꯥ, ꯄꯦꯇ꯭ꯔꯟꯁꯤꯡ ꯈꯪꯗꯣꯛꯄꯥ, ꯑꯃꯁꯨꯡ ꯗꯦꯇꯥ ꯏꯟꯇꯔꯄ꯭ꯔꯥꯏꯖ ꯇꯧꯕꯥ ꯑꯁꯤꯅꯆꯤꯡꯕꯥ ꯋꯥꯐꯝꯁꯤꯡ ꯌꯥꯎꯔꯤ꯫ ꯑꯥꯔꯇꯤꯐꯤꯁꯤꯑꯦꯜ ꯏꯟꯇꯦꯂꯤꯖꯦꯟꯁꯅꯥ ꯃꯦꯁꯤꯟꯁꯤꯡꯕꯨ ꯍꯦꯟꯅꯥ ꯁ꯭ꯃꯥꯔꯠ ꯑꯣꯏꯍꯟꯅꯕꯥ ꯁꯦꯝꯈꯤꯕꯅꯤ, ꯃꯈꯣꯏꯅꯥ ꯏꯟꯐꯣꯔꯃꯦꯁꯟ ꯄ꯭ꯔꯣꯁꯦꯁ ꯇꯧꯕꯥ ꯑꯃꯁꯨꯡ ꯃꯁꯥꯅꯥ ꯋꯥꯔꯦꯞ ꯂꯧꯕꯥ ꯉꯝꯕꯥ ꯃꯑꯣꯡꯗꯥ, ꯃꯤꯑꯣꯏꯕꯒꯤ ꯏꯟꯇꯔꯚꯦꯟꯁꯟ ꯌꯥꯎꯗꯅꯥ ꯁꯦꯝꯕꯅꯤ꯫ ꯑꯔꯣꯏꯕꯥ ꯄꯥꯟꯗꯝꯗꯤ ꯃꯤꯑꯣꯏ ꯑꯃꯒꯨꯝ ꯊꯕꯛ ꯇꯧꯕꯥ ꯑꯃꯁꯨꯡ ꯇꯝꯕꯥ ꯉꯝꯕꯥ ꯁꯤꯁꯇꯦꯝꯁꯤꯡ ꯁꯦꯝꯒꯠꯄꯅꯤ, ꯃꯁꯤꯅꯥ ꯏꯟꯗꯁꯇ꯭ꯔꯤ ꯀꯌꯥꯗꯥ ꯑꯅꯧꯕꯥ ꯊꯥꯛꯀꯤ ꯏꯐꯤꯁꯤꯑꯦꯟꯁꯤ ꯑꯃꯁꯨꯡ ꯑꯣꯇꯣꯃꯦꯁꯟ ꯄꯤꯕꯅꯤ꯫ ꯑꯃꯦꯔꯤꯀꯥꯒꯤ ꯁꯤꯚꯤꯜ ꯋꯥꯔꯒꯤ ꯃꯇꯥꯡꯗꯥ ꯅꯨꯡꯉꯥꯏꯕꯥ ꯋꯥꯐꯝ ꯑꯃꯥ ꯍꯥꯏꯕꯤꯌꯨ꯫ ꯑꯃꯦꯔꯤꯀꯥꯒꯤ ꯁꯤꯚꯤꯜ ꯋꯥꯔꯒꯤ ꯃꯇꯥꯡꯗꯥ ꯅꯨꯡꯉꯥꯏꯕꯥ ꯋꯥꯐꯝ ꯑꯃꯗꯤ ꯃꯁꯤ ꯐꯣꯇꯣꯒ꯭ꯔꯥꯐꯤꯒꯤ ꯈꯨꯠꯊꯥꯡꯗꯥ ꯄꯥꯛ ꯁꯟꯅꯥ ꯗꯣꯀꯨꯃꯦꯟ ꯇꯧꯈꯤꯕꯥ ꯑꯍꯥꯟꯕꯥ ꯋꯥꯔꯅꯤ꯫ ꯃꯦꯊ꯭ꯌꯨ ꯕ꯭ꯔꯦꯗꯤ ꯑꯃꯁꯨꯡ ꯑꯂꯦꯛꯖꯦꯟꯗꯔ ꯒꯥꯔꯅꯔ ꯌꯥꯎꯅꯥ ꯐꯣꯇꯣꯒ꯭ꯔꯥꯐꯔ ꯀꯌꯥꯅꯥ ꯂꯥꯟꯃꯤꯁꯤꯡꯒꯥ ꯂꯣꯏꯅꯅꯥ ꯆꯠꯈꯤ ꯑꯃꯁꯨꯡ ꯂꯥꯟꯃꯤꯁꯤꯡ, ꯀꯦꯝꯄꯁꯤꯡ, ꯂꯥꯟꯐꯝꯁꯤꯡ ꯑꯃꯁꯨꯡ ꯂꯥꯟꯒꯤ ꯃꯇꯨꯡꯗꯥ ꯊꯣꯛꯈꯤꯕꯥ ꯊꯧꯗꯣꯛꯁꯤꯡ ꯐꯥꯎꯕꯥ ꯂꯧꯁꯤꯟꯅꯕꯥ ꯃꯇꯝ ꯈꯔꯒꯤ ꯑꯣꯏꯕꯥ ꯁ꯭ꯇꯨꯗꯤꯑꯣꯁꯤꯡ ꯁꯦꯝꯈꯤ꯫ ꯃꯁꯤꯒꯤ ꯏꯃꯦꯖꯁꯤꯡ ꯑꯁꯤꯅꯥ ꯂꯥꯟꯒꯤ ꯋꯥꯐꯝꯁꯤꯡ ꯑꯁꯤ ꯃꯃꯥꯡꯗꯥ ꯇꯧꯈꯤꯗ꯭ꯔꯤꯕꯥ ꯃꯑꯣꯡꯗꯥ ꯃꯤꯌꯥꯝꯗꯥ ꯌꯧꯍꯟꯈꯤ꯫ ꯂꯤꯅꯥꯛꯁꯇꯥ ꯂꯩꯕꯥ ꯑꯌꯥꯕꯥ ꯄꯤꯕꯒꯤ ꯇꯣꯉꯥꯟ-ꯇꯣꯉꯥꯟꯕꯥ ꯊꯥꯛꯁꯤꯡ ꯑꯗꯨ ꯁꯟꯗꯣꯛꯅꯥ ꯇꯥꯛꯄꯤꯌꯨ꯫ ꯂꯤꯅꯥꯛꯁꯇꯥ, ꯃꯔꯨ ꯑꯣꯏꯅꯥ ꯑꯌꯥꯕꯥ ꯄꯤꯕꯒꯤ ꯊꯥꯛ ꯑꯍꯨꯝ ꯂꯩ: ꯑꯌꯥꯕ ꯄꯤꯕꯒꯤ ꯑꯍꯥꯟꯕꯥ ꯊꯥꯛ ꯑꯁꯤꯅꯥ ꯐꯥꯏꯜ ꯅꯠꯇ꯭ꯔꯒꯥ ꯗꯥꯏꯔꯦꯛꯇꯣꯔꯤꯒꯤ ꯃꯄꯨꯅꯥ ꯃꯁꯤꯗꯥ ꯀꯔꯤ ꯑꯦꯛꯁꯟꯁꯤꯡ ꯄꯥꯡꯊꯣꯛꯄꯥ ꯌꯥꯕꯒꯦ ꯍꯥꯏꯕꯗꯨ ꯂꯦꯞꯊꯣꯛꯏ꯫ ꯃꯄꯨ ꯑꯁꯤ ꯃꯍꯧꯁꯥꯅ ꯐꯥꯏꯜ ꯅꯠꯇ꯭ꯔꯒꯥ ꯗꯥꯏꯔꯦꯛꯇꯣꯔꯤ ꯑꯗꯨ ꯁꯦꯝꯈꯤꯕꯥ ꯑꯃꯁꯨꯡ ꯃꯁꯤꯒꯤ ꯃꯊꯛꯇꯥ ꯈ꯭ꯋꯥꯏꯗꯒꯤ ꯋꯥꯡꯕꯥ ꯊꯥꯛꯀꯤ ꯀꯟꯇ꯭ꯔꯣꯜ ꯂꯩꯕꯥ ꯃꯤꯑꯣꯏ ꯑꯗꯨꯅꯤ, ꯃꯁꯤꯗꯥ ꯔꯤꯗ, ꯔꯥꯏꯠ ꯑꯃꯁꯨꯡ ꯑꯦꯛꯁꯦꯁꯤꯕꯜ ꯄꯔꯃꯤꯁꯟꯁꯤꯡ ꯌꯥꯎꯔꯤ꯫ ꯒ꯭ꯔꯨꯞꯀꯤ ꯑꯌꯥꯕꯥ ꯄꯤꯕꯒꯤ ꯑꯅꯤꯁꯨꯕꯥ ꯊꯥꯛ ꯑꯁꯤꯅꯥ ꯒ꯭ꯔꯨꯞ ꯑꯃꯒꯤ ꯃꯦꯝꯕꯔꯁꯤꯡꯅꯥ ꯐꯥꯏꯜ ꯅꯠꯇ꯭ꯔꯒꯥ ꯗꯥꯏꯔꯦꯛꯇꯣꯔꯤꯗꯥ ꯄꯥꯡꯊꯣꯛꯄꯥ ꯌꯥꯕꯥ ꯑꯦꯛꯁꯟꯁꯤꯡ ꯂꯦꯞꯊꯣꯛꯏ꯫ ꯒ꯭ꯔꯨꯞ ꯍꯥꯏꯕꯁꯤ ꯑꯀꯛꯅꯕꯥ ꯑꯦꯛꯁꯦꯁ ꯄꯔꯃꯤꯁꯟꯁꯤꯡ ꯁꯦꯌꯔ ꯇꯧꯕꯥ ꯌꯨꯖꯔꯁꯤꯡꯒꯤ ꯈꯣꯝꯖꯤꯟꯕꯥ ꯑꯃꯅꯤ꯫ ꯑꯀꯛꯅꯕꯥ ꯐꯥꯏꯜ ꯅꯠꯇ꯭ꯔꯒꯥ ꯗꯥꯏꯔꯦꯛꯇꯣꯔꯤ ꯑꯃꯒꯤꯗꯃꯛꯇꯥ ꯈꯟꯒꯠꯂꯕꯥ ꯀꯥꯡꯂꯨꯞ ꯑꯗꯨꯗꯥ ꯃꯍꯧꯁꯥꯅꯥ ꯐꯥꯏꯜ ꯑꯗꯨꯒꯥ ꯂꯣꯏꯅꯅꯥ ꯌꯥꯝꯅꯥ ꯊꯨꯅꯥ ꯊꯕꯛ ꯇꯧꯕꯥ ꯃꯊꯧ ꯇꯥꯕꯥ ꯌꯨꯖꯔꯁꯤꯡ ꯌꯥꯎꯏ꯫ ꯒ꯭ꯔꯨꯞꯀꯤ ꯑꯌꯥꯕꯥ ꯄꯤꯕꯗꯥ ꯔꯤꯗ, ꯔꯥꯏꯠ ꯑꯃꯁꯨꯡ ꯑꯦꯛꯁꯦꯁꯤꯕꯜ ꯀꯦꯄꯦꯕꯤꯂꯤꯇꯤꯁꯤꯡꯁꯨ ꯌꯥꯎꯕꯥ ꯌꯥꯏ꯫ ꯃꯥꯂꯦꯝꯒꯤ ꯑꯌꯥꯕꯥ ꯄꯤꯕꯒꯤ ꯑꯍꯨꯝꯁꯨꯕꯥ ꯊꯥꯛ ꯑꯁꯤꯅꯥ ꯑꯇꯣꯞꯄꯥ ꯌꯨꯖꯔ ꯄꯨꯝꯅꯃꯛꯅꯥ, ꯃꯈꯣꯏꯒꯤ ꯃꯄꯨ ꯅꯠꯇ꯭ꯔꯒꯥ ꯀꯥꯡꯂꯨꯞꯀꯤ ꯃꯦꯝꯕꯔ ꯑꯃꯠꯇꯥ ꯑꯣꯏꯗꯕꯥ, ꯐꯥꯏꯜ ꯅꯠꯇ꯭ꯔꯒꯥ ꯗꯥꯏꯔꯦꯛꯇꯣꯔꯤꯗꯥ ꯄꯥꯡꯊꯣꯛꯄꯥ ꯌꯥꯕꯥ ꯑꯦꯛꯁꯟꯁꯤꯡ ꯆꯠꯅꯍꯜꯂꯤ꯫ ꯃꯍꯧꯁꯥꯅꯥ ꯍꯥꯏꯔꯤꯕꯁꯤꯡ ꯑꯁꯤ ꯈ꯭ꯋꯥꯏꯗꯒꯤ ꯑꯊꯤꯡꯕꯥ ꯊꯝꯂꯤꯕꯥ ꯑꯌꯥꯕꯁꯤꯡꯅꯤ, ꯃꯔꯝꯗꯤ ꯃꯈꯣꯏ ꯑꯁꯤ ꯐꯥꯏꯜ ꯅꯠꯇ꯭ꯔꯒꯥ ꯗꯥꯏꯔꯦꯛꯇꯣꯔꯤ ꯑꯗꯨ ꯑꯦꯛꯁꯦꯁ ꯇꯧꯕꯒꯤ ꯂꯦꯖꯤꯁꯂꯦꯇꯤꯞ ꯑꯣꯏꯕꯥ ꯃꯊꯧ ꯇꯥꯕꯥ ꯂꯩꯇꯕꯥ ꯃꯤꯑꯣꯏꯁꯤꯡ ꯌꯥꯎꯅꯥ ꯃꯤꯄꯨꯝ ꯈꯨꯗꯤꯡꯃꯛꯇꯥ ꯑꯦꯄ꯭ꯂꯥꯏ ꯇꯧꯏ꯫ ꯑꯇꯣꯞꯄꯥ ꯃꯥꯂꯦꯝꯒꯤ ꯑꯌꯥꯕꯥ ꯄꯤꯕꯁꯤꯡꯗꯥ ꯔꯤꯗ, ꯔꯥꯏꯠ ꯑꯃꯁꯨꯡ ꯑꯦꯛꯁꯦꯁꯤꯕꯜ ꯄꯔꯃꯤꯁꯟꯁꯤꯡꯁꯨ ꯌꯥꯎꯔꯤ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯑꯌꯥꯕꯁꯤꯡ ꯑꯁꯤ ꯀꯃꯥꯟ ꯁꯤꯖꯤꯟꯅꯗꯨꯅꯥ ꯁꯦꯠ ꯇꯧꯕꯥ ꯑꯃꯁꯨꯡ ꯃꯣꯗꯤꯐꯥꯏ ꯇꯧꯕꯥ ꯌꯥꯏ꯫ ꯃꯁꯤꯒꯤ ꯃꯊꯛꯇꯥ, ꯂꯤꯅꯥꯛꯁꯇꯥ ꯑꯦꯠꯚꯥꯟꯁ ꯑꯦꯛꯁꯦꯁ ꯀꯟꯇ꯭ꯔꯣꯜꯁꯤꯡꯁꯨ ꯂꯩ, ꯃꯈꯣꯏꯁꯤꯡ ꯑꯗꯨꯗꯤ ꯑꯦꯛꯁꯦꯁ ꯀꯟꯇ꯭ꯔꯣꯜ ꯂꯤꯁꯁꯤꯡ ꯒꯨꯝꯕꯥ, ꯃꯈꯣꯏꯅꯥ ꯐꯥꯏꯜ ꯑꯃꯁꯨꯡ ꯗꯥꯏꯔꯦꯛꯇꯣꯔꯤꯒꯤ ꯑꯌꯥꯕꯥ ꯄꯤꯕꯒꯤ ꯃꯇꯥꯡꯗꯥ ꯍꯦꯟꯅꯥ ꯐꯥꯏꯅꯦꯜ ꯀꯟꯇ꯭ꯔꯣꯜ ꯄꯤꯔꯤ꯫